ꯕꯤꯖꯤꯅꯦꯁ ꯕ꯭ꯂꯣꯛ ꯑꯃꯥ ꯁꯦꯝꯅꯕꯒꯤ ꯈ꯭ꯋꯥꯏꯗꯒꯤ ꯐꯕꯥ ꯄ꯭ꯔꯦꯛꯇꯤꯁ ꯃꯉꯥ ꯂꯤꯁ ꯇꯧꯕꯤꯌꯨ꯫ ꯅꯍꯥꯛꯀꯤ ꯅꯥꯏꯇꯣꯝ ꯑꯃꯁꯨꯡ ꯇꯥꯔꯒꯦꯠ ꯑꯣꯗꯤꯁꯟ ꯑꯗꯨ ꯂꯦꯞꯊꯣꯛꯎ: ꯕꯤꯖꯤꯅꯦꯁ ꯕ꯭ꯂꯣꯛ ꯑꯃꯥ ꯍꯧꯗꯣꯛꯇ꯭ꯔꯤꯉꯩ ꯃꯃꯥꯡꯗꯥ, ꯑꯀꯛꯅꯕꯥ ꯅꯤꯆ ꯅꯠꯇ꯭ꯔꯒꯥ ꯏꯟꯗꯁꯇ꯭ꯔꯤ ꯑꯃꯥ ꯈꯪꯗꯣꯛꯄꯥ ꯑꯃꯁꯨꯡ ꯃꯗꯨꯗꯥ ꯃꯤꯠꯌꯦꯡ ꯊꯝꯕꯥ ꯑꯁꯤ ꯌꯥꯝꯅꯥ ꯃꯔꯨꯑꯣꯏ꯫ ꯅꯍꯥꯛꯀꯤ ꯇꯥꯔꯒꯦꯠ ꯑꯣꯗꯤꯑꯣ, ꯃꯈꯣꯏꯒꯤ ꯗꯔꯀꯥꯔ ꯑꯣꯏꯕꯁꯤꯡ ꯑꯃꯁꯨꯡ ꯏꯟꯇꯔꯦꯁꯁꯤꯡ ꯈꯪꯕꯅꯥ ꯄꯥꯔꯤꯕꯁꯤꯡꯕꯨ ꯌꯥꯎꯍꯟꯕꯥ ꯑꯃꯁꯨꯡ ꯄꯨꯛꯅꯤꯡ ꯆꯤꯡꯁꯤꯟꯒꯗꯕꯥ ꯀꯟꯇꯦꯟꯁꯤꯡ ꯇꯦꯜꯂꯔ ꯇꯧꯕꯗꯥ ꯃꯇꯦꯡ ꯄꯥꯡꯒꯅꯤ꯫ ꯀꯟꯇꯦꯟꯇ ꯁ꯭ꯇꯔꯦꯇꯦꯖꯤ ꯑꯃꯁꯨꯡ ꯄ꯭ꯂꯥꯟ ꯑꯃꯥ ꯁꯦꯝꯕꯥ: ꯑꯋꯥꯡꯕꯥ ꯊꯥꯛꯀꯤ ꯑꯃꯁꯨꯡ ꯃꯃꯜ ꯌꯥꯝꯂꯕꯥ ꯀꯟꯇꯦꯟꯇꯁꯤꯡ ꯂꯦꯞꯇꯅꯥ ꯄꯣꯁ ꯇꯧꯕꯥ ꯑꯁꯤ ꯑꯦꯡꯒꯦꯖ ꯇꯧꯔꯕꯥ ꯔꯤꯗꯔꯁꯤꯞ ꯑꯃꯥ ꯁꯦꯝꯒꯠꯄꯗꯥ ꯌꯥꯝꯅꯥ ꯃꯔꯨꯑꯣꯏ꯫ ꯅꯍꯥꯛꯀꯤ ꯀꯟꯇꯦꯟꯇ ꯁ꯭ꯇꯔꯦꯇꯦꯖꯤ ꯂꯦꯞꯊꯣꯛꯄꯥ, ꯄꯥꯟꯗꯝꯁꯤꯡ ꯊꯝꯕꯥ ꯑꯃꯁꯨꯡ ꯃꯇꯝꯒꯤ ꯃꯃꯥꯡꯗꯥ ꯍꯤꯔꯝꯁꯤꯡ ꯑꯃꯁꯨꯡ ꯄꯕ꯭ꯂꯤꯀꯦꯁꯟꯒꯤ ꯇꯥꯡꯁꯤꯡ ꯊꯧꯔꯥꯡ ꯇꯧꯕꯅꯥ ꯅꯍꯥꯛꯀꯤ ꯕ꯭ꯂꯣꯛꯀꯤ ꯏꯝꯄꯦꯛ ꯑꯗꯨ ꯈ꯭ꯋꯥꯏꯗꯒꯤ ꯌꯥꯝꯅꯥ ꯄꯤꯕꯗꯥ ꯃꯇꯦꯡ ꯄꯥꯡꯒꯅꯤ꯫ ꯃꯁꯤꯕꯨ ꯃꯤꯠꯌꯦꯡꯗꯥ ꯌꯥꯝꯅꯥ ꯅꯨꯡꯉꯥꯏꯕꯥ ꯑꯣꯏꯍꯟꯕꯥ: ꯁꯦꯡꯂꯕꯥ, ꯄꯨꯛꯅꯤꯡ ꯆꯤꯡꯁꯤꯟꯅꯤꯡꯉꯥꯏ ꯑꯣꯏꯕꯥ ꯂꯦꯑꯥꯎꯠ ꯑꯃꯁꯨꯡ ꯚꯤꯖꯨꯑꯦꯜꯁꯤꯡꯒꯥ ꯂꯣꯏꯅꯅꯥ ꯌꯥꯝꯅꯥ ꯐꯖꯅꯥ ꯗꯤꯖꯥꯏꯟ ꯇꯧꯔꯕꯥ ꯕꯤꯖꯤꯅꯦꯁ ꯕ꯭ꯂꯣꯛ ꯑꯃꯅꯥ ꯄꯥꯔꯤꯕꯥ ꯃꯤ ꯑꯗꯨꯕꯨ ꯄꯨꯛꯅꯤꯡ ꯆꯤꯡꯁꯤꯟꯕꯥ ꯑꯃꯁꯨꯡ ꯊꯝꯕꯥ ꯉꯝꯒꯅꯤ꯫ ꯇꯦꯛꯁ ꯕ꯭ꯔꯦꯛ ꯇꯧꯅꯕꯥ ꯑꯃꯁꯨꯡ ꯚꯤꯖꯨꯑꯦꯜ ꯏꯟꯇ꯭ꯔꯦꯁ ꯍꯥꯞꯆꯤꯟꯅꯕꯥ ꯑꯋꯥꯡꯕꯥ ꯊꯥꯛꯀꯤ ꯏꯃꯦꯖ, ꯏꯟꯐꯣꯒ꯭ꯔꯥꯐꯤꯛ ꯅꯠꯇ꯭ꯔꯒꯥ ꯚꯤꯗꯤꯑꯣꯁꯤꯡ ꯁꯣꯏꯗꯅꯥ ꯁꯤꯖꯤꯟꯅꯧ꯫ ꯁꯔꯁ ꯏꯟꯖꯤꯟ ꯑꯣꯞꯇꯤꯃꯥꯏꯖꯦꯁꯟ ꯀꯤ-ꯋꯥꯔꯗꯁꯤꯡ, ꯃꯦꯇꯥ ꯗꯤꯁꯀ꯭ꯔꯤꯞꯁꯟꯁꯤꯡ ꯑꯃꯁꯨꯡ ꯇꯦꯛꯁꯤꯡ ꯁꯤꯖꯤꯟꯅꯧ ꯑꯃꯁꯨꯡ ꯕ꯭ꯂꯣꯛ ꯑꯁꯤ ꯃꯣꯕꯥꯏꯜꯗꯥ ꯔꯦꯁꯄꯣꯟꯁꯤꯕꯜ ꯑꯣꯏ ꯍꯥꯏꯕꯥ ꯁꯣꯏꯗꯅꯥ ꯈꯪꯗꯣꯛꯎ, ꯃꯔꯝꯗꯤ ꯄꯥꯔꯤꯕꯁꯤꯡꯅꯥ ꯃꯈꯣꯏꯒꯤ ꯗꯤꯚꯥꯏꯁꯁꯤꯡꯗꯥ ꯀꯟꯇꯦꯟꯇꯁꯤꯡ ꯑꯦꯛꯁꯦꯁ ꯇꯧꯕꯥ ꯍꯦꯟꯒꯠꯍꯜꯂꯤ꯫ ꯅꯍꯥꯛꯀꯤ ꯑꯣꯗꯤꯑꯣꯁꯤꯡꯒꯥ ꯂꯣꯏꯅꯅꯥ ꯋꯥꯔꯤ ꯁꯥꯅꯕꯤꯌꯨ: ꯀꯃꯦꯟꯇꯁꯤꯡ ꯍꯥꯡꯗꯣꯛꯎ ꯑꯃꯁꯨꯡ ꯅꯍꯥꯛꯀꯤ ꯄꯥꯔꯤꯕꯁꯤꯡꯗꯒꯤ ꯐꯤꯠꯕꯦꯛ ꯄꯨꯛꯅꯤꯡ ꯊꯧꯒꯠꯄꯤꯌꯨ꯫ ꯀꯃꯦꯟꯇ ꯅꯠꯇ꯭ꯔꯒꯥ ꯋꯥꯍꯪꯁꯤꯡꯒꯤ ꯃꯇꯝ ꯆꯥꯅꯥ ꯄꯥꯎꯈꯨꯝ ꯄꯤꯕꯤꯌꯨ ꯑꯃꯁꯨꯡ ꯁꯣꯁꯤꯑꯦꯜ ꯃꯤꯗꯤꯌꯥ ꯁꯤꯖꯤꯟꯅꯗꯨꯅꯥ ꯅꯍꯥꯛꯀꯤ ꯕ꯭ꯂꯣꯛ ꯑꯗꯨ ꯄ꯭ꯔꯃꯣꯠ ꯇꯧꯕꯤꯌꯨ ꯑꯃꯁꯨꯡ ꯅꯍꯥꯛꯀꯤ ꯑꯣꯗꯤꯑꯣꯁꯤꯡꯒꯥ ꯋꯥꯔꯤ ꯁꯥꯅꯕꯤꯌꯨ꯫ ꯅꯍꯥꯛꯀꯤ ꯄꯥꯔꯤꯕꯁꯤꯡꯒꯥ ꯃꯔꯤ ꯑꯃꯥ ꯁꯦꯝꯒꯠꯄꯅꯥ ꯊꯥꯖꯕꯥ ꯍꯦꯟꯒꯠꯍꯟꯕꯥ ꯉꯝꯒꯅꯤ ꯑꯃꯁꯨꯡ ꯅꯍꯥꯛꯀꯤ ꯐꯣꯂꯣꯋꯤꯡ ꯍꯦꯟꯒꯠꯍꯟꯕꯥ ꯉꯝꯒꯅꯤ꯫ ꯃꯈꯥꯗꯥ ꯄꯤꯔꯤꯕꯥ ꯄꯦꯔꯥꯒ꯭ꯔꯥꯐ ꯑꯁꯤ ꯀꯦꯇꯦꯒꯣꯔꯤ ꯑꯍꯨꯝꯒꯤ ꯃꯅꯨꯡꯗꯥ ꯑꯃꯗꯥ (ꯅꯦꯆꯔꯦꯜ ꯗꯤꯖꯥꯁ꯭ꯇꯔ, ꯍꯦꯜꯊ ꯀ꯭ꯔꯥꯏꯁꯤꯁ, ꯏꯟꯇꯔꯅꯦꯁꯅꯦꯜ ꯀꯟꯐ꯭ꯂꯤꯛꯇ) ꯀ꯭ꯂꯥꯁꯤꯐꯥꯏ ꯇꯧ꯫ ꯍꯟꯗꯛ ꯀꯣꯔꯣꯅꯥꯚꯥꯏꯔꯁꯅꯥ ꯊꯣꯛꯂꯛꯄꯒꯥ ꯂꯣꯏꯅꯅꯥ ꯃꯥꯂꯦꯝ ꯁꯤꯟꯕꯥ ꯊꯨꯡꯅꯥ ꯃꯦꯗꯤꯀꯦꯜ ꯐꯦꯁꯤꯂꯤꯇꯤꯁꯤꯡꯅꯥ ꯃꯤꯌꯥꯝꯒꯤ ꯗꯔꯀꯥꯔ ꯑꯣꯏꯕꯁꯤꯡ ꯑꯗꯨ ꯐꯪꯍꯟꯅꯕꯥ ꯍꯣꯠꯅꯗꯨꯅꯥ ꯂꯥꯛꯂꯤ꯫ ꯄꯤꯔꯤꯕꯥ ꯄꯦꯔꯥꯒ꯭ꯔꯥꯐ ꯑꯁꯤ ꯍꯦꯜꯊ ꯀ꯭ꯔꯥꯏꯁꯤꯁꯀꯤ ꯀꯦꯇꯦꯒꯣꯔꯤꯗꯥ ꯆꯜꯂꯤ꯫